ꯗꯤꯞ ꯂꯔꯅꯤꯡ ꯁꯤꯖꯤꯟꯅꯕꯒꯤ ꯀꯥꯟꯅꯕꯁꯤꯡ ꯑꯃꯁꯨꯡ ꯁꯤꯡꯅꯕꯁꯤꯡ ꯈꯪꯍꯟꯕꯤꯌꯨ꯫ ꯗꯤꯞ ꯂꯔꯅꯤꯡ ꯑꯁꯤ ꯃꯦꯁꯤꯟ ꯂꯔꯅꯤꯡꯒꯤ ꯁꯕꯀꯦꯇꯦꯒꯣꯔꯤ ꯑꯃꯅꯤ, ꯃꯁꯤ ꯇꯉꯥꯏꯐꯗꯅꯥ ꯂꯦꯌꯔ ꯑꯍꯨꯝ ꯅꯠꯇꯔꯒ ꯃꯁꯤꯗꯒꯤ ꯍꯦꯟꯕ ꯅ꯭ꯌꯨꯔꯦꯜ ꯅꯦꯠꯋꯥꯔꯛ ꯑꯃꯅꯤ꯫ ꯍꯥꯏꯔꯤꯕ ꯂꯦꯌꯔ ꯅ꯭ꯌꯨꯔꯦꯜ ꯅꯦꯠꯋꯥꯔꯛꯁꯤꯡ ꯑꯁꯤ ꯑꯆꯧꯕ ꯚꯣꯂ꯭ꯌꯨꯝꯒꯤ ꯗꯦꯇꯥꯗꯒꯤ ꯄ꯭ꯔꯤꯗꯤꯛꯇꯤꯚ ꯃꯣꯗꯦꯜꯁꯤꯡ ꯁꯦꯝꯕꯗꯥ ꯁꯤꯖꯤꯟꯅꯩ꯫ ꯗꯤꯞ ꯂꯔꯅꯤꯡꯒꯤ ꯀꯥꯟꯅꯕꯥ ꯑꯃꯁꯨꯡ ꯁꯤꯡꯅꯕ ꯀꯌꯥ ꯂꯩ꯫ ꯀꯥꯟꯅꯕꯁꯤꯡ ꯑꯗꯨꯗꯤ, ꯍꯥꯏ ꯑꯦꯀ꯭ꯌꯨꯔꯦꯁꯤ -ꯗꯤꯞ ꯂꯔꯅꯤꯡ ꯑꯦꯜꯒꯣꯔꯤꯊꯝꯁꯤꯡꯅ ꯃꯔꯨꯑꯣꯏꯅ ꯑꯆꯧꯕ ꯚꯣꯂ꯭ꯌꯨꯝꯒꯤ ꯗꯦꯇꯥꯒ ꯂꯣꯏꯅꯅꯥ ꯊꯦꯡꯅꯔꯛꯄ ꯃꯇꯝꯗ ꯑꯈꯟꯅꯕ ꯑꯦꯀ꯭ꯌꯨꯔꯦꯁꯤ ꯐꯪꯕ ꯉꯝꯒꯅꯤ꯫ ꯑꯆꯧꯕ ꯗꯦꯇꯥꯁꯦꯠꯁꯤꯡ ꯂꯩꯕꯅ ꯑꯃꯁꯨꯡ ꯀꯝꯄ꯭ꯌꯨꯇꯦꯁ꯭ꯅꯦꯜ ꯄꯥꯋꯔꯗ ꯆꯥꯎꯅ ꯍꯦꯟꯒꯠꯂꯛꯄꯅ ꯗꯤꯞ ꯂꯔꯅꯤꯡ ꯃꯣꯗꯦꯜꯁꯤꯡꯒꯤ ꯑꯆꯨꯝꯕ ꯋꯥꯌꯦꯜ ꯐꯒꯠꯍꯟꯕ ꯉꯝꯒꯅꯤ꯫ ꯑꯣꯇꯣꯃꯦꯁꯟ - ꯗꯤꯞ ꯂꯔꯅꯤꯡ ꯑꯦꯜꯒꯣꯔꯤꯊꯝꯁꯤꯡꯅ ꯐꯤꯆꯔ ꯑꯦꯛꯁꯇ꯭ꯔꯥꯛꯁꯟ ꯑꯃꯁꯨꯡ ꯏꯟꯖꯤꯅꯤꯌꯔꯤꯡ ꯃꯁꯥ ꯃꯊꯟꯇ ꯄꯥꯡꯊꯣꯛꯄ ꯉꯝꯃꯤ, ꯃꯁꯤꯅ ꯋꯥ꯭ꯔꯛꯂꯣꯗ ꯑꯁꯤ ꯌꯥꯝꯅ ꯍꯟꯊꯍꯜꯂꯤ ꯑꯃꯁꯨꯡ ꯊꯧꯑꯣꯡ ꯑꯁꯤ ꯌꯥꯡꯁꯤꯜꯍꯜꯂꯤ꯫ ꯃꯁꯤꯅ ꯃꯈꯣꯏꯗ ꯃꯔꯨꯑꯣꯏꯕ ꯐꯤꯆꯔꯁꯤꯡ ꯈꯪꯗꯣꯛꯅꯕꯥ ꯗꯦꯇꯥ ꯁꯥꯏꯟꯇꯤꯁ꯭ꯠ ꯑꯃꯒꯤ ꯄꯥꯛ ꯆꯥꯎꯔꯕ ꯑꯦꯛꯁꯄ꯭ꯔꯠꯀꯤ ꯃꯊꯧ ꯇꯥꯗꯅ ꯑꯔꯨꯕ ꯁꯃꯁ꯭ꯌꯥꯁꯤꯡ ꯀꯣꯛꯍꯟꯕꯗ ꯃꯇꯦꯡ ꯄꯥꯡꯏ꯫ ꯐ꯭ꯂꯦꯛꯁꯤꯕꯤꯂꯤꯇꯤ - ꯗꯤꯞ ꯂꯔꯅꯤꯡ ꯑꯦꯜꯒꯣꯔꯤꯊꯝꯁꯤꯡ ꯑꯁꯤ ꯏꯃꯦꯖ ꯑꯃꯁꯨꯡ ꯁ꯭ꯄꯤꯆ ꯔꯤꯀꯣꯒꯅꯤꯁꯟ, ꯅꯦꯆꯔꯦꯜ ꯂꯦꯡꯒꯨ꯭ꯌꯦꯖ ꯄ꯭ꯔꯣꯁꯦꯁꯤꯡ ꯂꯣꯜ ꯍꯟꯗꯣꯛꯄ, ꯑꯃꯁꯨꯡ ꯑꯣꯇꯣꯅꯣꯃꯁ ꯚꯦꯍꯤꯀꯜꯁꯤꯡ ꯌꯥꯎꯅ ꯄꯥꯛ ꯆꯥꯎꯔꯕ ꯑꯦꯄ꯭ꯂꯤꯀꯦꯁꯟ ꯀꯌꯥꯗ ꯁꯤꯖꯤꯟꯅꯕꯥ ꯌꯥꯏ꯫ ꯍꯥꯏꯔꯤꯕ ꯑꯦꯜꯒꯣꯔꯤꯊꯝꯁꯤꯡ ꯑꯁꯤꯅ ꯏꯃꯦꯖ, ꯚꯤꯗꯤꯑꯣ, ꯑꯣꯗꯤꯑꯣ, ꯑꯃꯁꯨꯡ ꯇꯦꯛꯁ ꯌꯥꯎꯅ ꯇꯣꯉꯥꯟ ꯇꯣꯉꯥꯟꯕ ꯗꯦꯇꯥ ꯃꯈꯜꯁꯤꯡꯗꯒꯤ ꯇꯝꯕꯥ ꯌꯥꯏ꯫ ꯂꯦꯞꯇꯅꯥ ꯑꯍꯣꯡꯕ ꯄꯨꯔꯛꯄ‌ - ꯗꯤꯞ ꯂꯔꯅꯤꯡ ꯃꯣꯗꯦꯜꯁꯤꯡꯅ ꯑꯅꯧꯕ ꯗꯦꯇꯥꯗꯒꯤ ꯃꯁꯥ ꯃꯊꯟꯇ ꯇꯝꯖꯩ ꯑꯃꯁꯨꯡ ꯗꯦꯇꯥ ꯌꯦꯟꯊꯣꯛꯄꯗ ꯑꯍꯣꯡꯕꯥ ꯂꯥꯛꯄꯒ ꯆꯨꯅꯕ‌ ꯃꯑꯣꯡꯗ ꯁꯦꯝꯒꯠꯂꯤ꯫ ꯃꯁꯤꯅ ꯃꯇꯝꯒꯤ ꯃꯇꯨꯡ ꯏꯟꯅ ꯐꯒꯠꯂꯛꯄ ꯌꯥꯕ ꯑꯃꯁꯨꯡ ꯑꯅꯧꯕ ꯐꯤꯚꯝꯁꯤꯡ ꯊꯦꯡꯅꯔꯛꯄꯒ ꯂꯣꯏꯅꯅꯥ ꯍꯦꯟꯅ ꯑꯆꯨꯝꯕ ꯑꯣꯏꯕ ꯃꯣꯗꯦꯜ ꯑꯃ ꯊꯣꯛꯍꯜꯂꯤ꯫ ꯁꯤꯡꯅꯕꯁꯤꯡ ,ꯀꯝꯄ꯭ꯌꯨꯇꯦꯁ꯭ꯅꯦꯜ ꯔꯤꯁꯣꯔꯁ - ꯗꯤꯞ ꯂꯔꯅꯤꯡ ꯑꯦꯜꯒꯣꯔꯤꯊꯝꯁꯤꯡꯅ ꯃꯔꯨꯑꯣꯏꯅ ꯇ꯭ꯔꯦꯅꯤꯡꯒꯤ ꯐꯦꯖꯗꯥ ꯃꯔꯨꯑꯣꯏꯕ ꯀꯝꯄ꯭ꯌꯨꯇꯦꯁꯅꯦꯜ ꯄꯥꯋꯔ ꯑꯃꯁꯨꯡ ꯃꯦꯃꯣꯔꯤ ꯃꯊꯧ ꯇꯥꯏ꯫ ꯑꯆꯧꯕ ꯚꯣꯂ꯭ꯌꯨꯝꯁꯤꯡꯒꯤ ꯗꯦꯇꯥ ꯆꯠꯅꯕ ꯑꯃꯁꯨꯡ ꯄ꯭ꯔꯣꯁꯦꯁ ꯇꯧꯅꯕ, ꯍꯥꯏ-ꯄꯥꯔꯐꯣꯔꯃꯦꯟꯁ ꯒ꯭ꯔꯥꯐꯤꯛ ꯄ꯭ꯔꯣꯁꯦꯁꯤꯡ ꯌꯨꯅꯤꯠ ꯁꯤꯡ ꯑꯃꯁꯨꯡ ꯑꯆꯧꯕ ꯃꯦꯃꯣꯔꯤ ꯑꯃ ꯃꯊꯧ ꯇꯥꯏ꯫ ꯗꯦꯇꯥ ꯑꯦꯛꯕꯤꯖꯤꯁꯟ - ꯕꯤꯒ ꯗꯦꯇꯥ ꯒꯥ ꯂꯣꯏꯅꯅꯥ ꯊꯕꯛ ꯇꯧꯕ‌ ꯃꯇꯝꯗ ꯗꯤꯞ ꯂꯔꯅꯤꯡ ꯑꯦꯜꯒꯣꯔꯤꯊꯝꯁꯤꯡꯅ ꯍꯦꯟꯅ ꯐꯕꯥ ꯊꯕꯛ ꯇꯧꯏ꯫ ꯃꯣꯗꯦꯜꯁꯤꯡ ꯑꯁꯤꯒꯤ ꯑꯆꯨꯝꯕ ꯑꯁꯤ ꯇ꯭ꯔꯦꯅꯤꯡ ꯗꯦꯇꯥꯒꯤ ꯃꯁꯤꯡ ꯑꯃꯁꯨꯡ ꯃꯒꯨꯟꯒꯤ ꯃꯈꯥ ꯄꯣꯜꯂꯤ꯫ ꯃꯔꯝ ꯑꯗꯨꯅ ꯗꯤꯞ ꯂꯔꯅꯤꯡ ꯁꯤꯖꯤꯟꯅꯕꯗ ꯈ꯭ꯋꯥꯏꯗꯒꯤ ꯆꯥꯎꯕ ꯁꯤꯡꯅꯕ ꯑꯃꯗꯤ ꯑꯆꯧꯕ ꯑꯃꯁꯨꯡ ꯔꯤꯄꯔꯖꯦꯟꯇꯦꯇꯤꯕ ꯗꯦꯇꯥꯁꯦꯠ ꯑꯃ ꯂꯧꯕꯅꯤ꯫ ꯏꯟꯇꯔꯄ꯭ꯔꯤꯇꯦꯕꯤꯂꯤꯇꯤ - ꯇ꯭ꯔꯦꯗꯤꯁ꯭ꯅꯦꯜ ꯃꯦꯁꯤꯟ ꯂꯔꯅꯤꯡ ꯃꯣꯗꯦꯜꯁꯤꯡꯒ ꯃꯥꯟꯅꯗꯅꯥ, ꯗꯤꯞ ꯂꯔꯅꯤꯡ ꯃꯣꯗꯦꯜꯁꯤꯡ ꯑꯁꯤ ꯑꯌꯥꯝꯕꯅ ꯕ꯭ꯂꯦꯛ ꯕꯣꯛꯁ ꯍꯥꯏꯅ ꯂꯧꯅꯩ ꯃꯔꯝꯗꯤ ꯃꯣꯗꯦꯜ ꯑꯁꯤꯅ ꯀꯔꯤꯒꯤꯗꯃꯛꯇ ꯑꯀꯛꯅꯕ ꯄ꯭ꯔꯤꯗꯤꯛꯁꯟꯁꯤꯡ ꯁꯦꯝꯂꯤꯕꯅꯣ ꯍꯥꯏꯕꯗꯨ ꯐꯣꯡꯗꯣꯛꯄ ꯑꯁꯤ ꯁꯤꯡꯅꯕꯥ ꯑꯃꯅꯤ꯫ ꯃꯁꯤꯒꯤ ꯏꯟꯇꯔꯄ꯭ꯔꯤꯇꯦꯕꯤꯂꯤꯇꯤ ꯂꯩꯇꯕꯥ ꯑꯁꯤꯅ ꯃꯣꯗꯦꯜ ꯑꯁꯤꯅ ꯂꯧꯔꯤꯕ ꯋꯥꯔꯦꯞꯁꯤꯡꯒꯤ ꯃꯇꯨꯡꯗ ꯂꯩꯔꯤꯕ ꯔꯤꯖꯅꯦꯜꯒꯤ ꯑꯣꯏꯕ ꯋꯥꯈꯜꯂꯣꯟ ꯑꯗꯨ ꯈꯪꯕ ꯌꯥꯝꯅ ꯃꯔꯨ ꯑꯣꯏꯕ ꯑꯦꯄ꯭ꯂꯤꯀꯦꯁꯟꯁꯤꯡꯗ ꯃꯔꯨꯑꯣꯏꯕ ꯁꯤꯡꯅꯕꯥ ꯑꯃ ꯑꯣꯏꯕ ꯌꯥꯏ꯫ ꯂꯣꯏꯁꯤꯜꯂꯛꯄꯗ, ꯗꯤꯞ ꯂꯔꯅꯤꯡ ꯑꯁꯤ ꯑꯈꯟꯅꯕ ꯑꯆꯨꯝꯕ ꯐꯪꯅꯕꯥ, ꯐꯤꯆꯔ ꯑꯦꯛꯁꯇ꯭ꯔꯦꯛꯁꯟ ꯑꯣꯇꯣꯃꯦꯠ ꯇꯧꯅꯕꯥ ꯑꯃꯁꯨꯡ ꯃꯇꯝꯒꯤ ꯃꯇꯨꯡ ꯏꯟꯅ ꯑꯍꯣꯡꯕ ꯄꯨꯔꯛꯅꯕ ꯁꯤꯖꯤꯟꯅꯕ ꯁꯛꯇꯤ ꯂꯩꯕ ꯈꯨꯠꯂꯥꯏ ꯑꯃꯅꯤ꯫ ꯃꯣꯗꯦꯜꯁꯤꯡ ꯑꯁꯤ ꯏꯐꯦꯛꯇꯤꯕ ꯑꯣꯏꯅ ꯁꯤꯖꯤꯟꯅꯅꯕꯥ ꯀꯝꯄ꯭ꯌꯨꯇꯦꯁ꯭ꯅꯦꯜ ꯔꯤꯁꯣꯔꯁ, ꯗꯦꯇꯥ ꯑꯦꯛꯖꯤꯕꯤꯁꯟ, ꯑꯃꯁꯨꯡ ꯏꯟꯇꯔꯄ꯭ꯔꯤꯇꯦꯕꯤꯂꯤꯇꯤꯒꯤ ꯁꯤꯡꯅꯕꯁꯤꯡ ꯑꯁꯤ ꯆꯦꯛꯁꯤꯟꯅ ꯈꯟꯅꯒꯗꯕꯅꯤ꯫